ꯏꯟꯇꯤꯖꯔꯁꯤꯡꯒꯤ ꯁꯣꯔꯠ ꯇꯧꯔꯕ ꯑꯦꯔꯦ ꯑꯅꯤꯕꯨ ꯁꯣꯔꯠ ꯇꯧꯔꯕ ꯑꯦꯔꯦ ꯑꯃꯗ ꯄꯨꯟꯁꯤꯜꯂꯨ꯫ ꯁꯣꯔꯠ ꯇꯧꯔꯕ ꯑꯦꯔꯦ ꯑꯅꯤꯕꯨ ꯁꯣꯔꯠ ꯇꯧꯔꯕ ꯑꯦꯔꯦ ꯑꯃꯗ ꯃꯔꯤ ꯂꯩꯅꯍꯟꯅꯕ, ꯅꯍꯥꯛꯅ ꯃꯈꯥꯗ ꯄꯤꯔꯤꯕ ꯑꯦꯜꯒꯣꯔꯤꯊꯝ ꯑꯁꯤ ꯁꯤꯖꯤꯟꯅꯕ ꯌꯥꯏ: ꯏꯟꯄꯨꯠ ꯑꯦꯔꯦ ꯑꯅꯤꯃꯛꯇꯒꯤ ꯁꯣꯔꯠ ꯇꯧꯔꯕ ꯑꯦꯂꯤꯃꯦꯟꯠ ꯑꯗꯨ ꯁ꯭ꯇꯣꯔ ꯇꯧꯅꯕ ꯏꯝꯄꯣꯔꯠ ꯔꯤꯖꯜꯇ ꯑꯦꯔꯦ ꯑꯃ ꯁꯦꯝꯃꯨ꯫ ꯄꯣꯏꯟꯇꯔ ꯑꯅꯤ ꯁꯦꯠ ꯇꯧ, ꯏꯟꯄꯨꯠ ꯑꯦꯔꯦ ꯈꯨꯗꯤꯡꯃꯛꯀꯤ ꯑꯣꯏꯅ ꯑꯃ, ꯑꯍꯥꯟꯕꯗ ꯃꯔꯤ ꯂꯩꯅꯕ ꯑꯦꯔꯦꯁꯤꯡꯒꯤ ꯑꯍꯥꯟꯕ ꯑꯦꯂꯤꯃꯦꯟꯠꯁꯤꯡꯗ ꯇꯥꯛꯄ꯫ ꯄꯣꯏꯟꯇꯔ ꯑꯅꯤꯃꯛ ꯃꯈꯣꯏ ꯃꯁꯥꯒꯤ ꯏꯟꯄꯨꯠ ꯑꯦꯔꯦꯁꯤꯡꯒꯤ ꯉꯝꯈꯩꯒꯤ ꯃꯅꯨꯡꯗ ꯂꯩꯕ ꯃꯇꯝꯗ, ꯏꯟꯄꯨꯠ ꯑꯦꯔꯦ ꯑꯅꯤꯃꯛꯀꯤ ꯑꯦꯂꯤꯃꯦꯟꯠꯁꯤꯡ ꯆꯥꯡꯗꯝꯅꯕ꯫ ꯔꯤꯖꯜꯠ ꯑꯦꯔꯦꯗ ꯑꯄꯤꯛꯄ ꯑꯦꯂꯤꯃꯦꯟꯠ ꯑꯗꯨ ꯑꯦꯄꯦꯟꯗ ꯇꯧ, ꯑꯃꯁꯨꯡ ꯑꯄꯤꯛꯄ ꯑꯦꯂꯤꯃꯦꯟꯠ ꯑꯗꯨꯒ ꯂꯣꯏꯅꯅ ꯏꯟꯄꯨꯠ ꯑꯦꯔꯦ ꯑꯗꯨꯒꯤ ꯄꯣꯏꯟꯇꯔ ꯑꯗꯨ ꯑꯃꯒ ꯑꯃꯒ ꯃꯥꯡꯂꯣꯝꯗ ꯆꯪꯁꯤꯜꯂꯨ꯫ ꯄꯣꯏꯟꯇꯔ ꯑꯃꯅ ꯃꯁꯤꯒꯤ ꯏꯟꯄꯨꯠ ꯑꯦꯔꯦꯒꯤ ꯑꯔꯣꯏꯕ ꯑꯗꯨ ꯂꯥꯟꯊꯣꯛꯂꯕ ꯃꯇꯨꯡꯗ, ꯑꯇꯣꯞꯄ ꯏꯟꯄꯨꯠ ꯑꯦꯔꯦ ꯑꯗꯨꯒꯤ ꯂꯦꯝꯍꯧꯔꯤꯕ ꯑꯦꯂꯤꯃꯦꯟꯠꯁꯤꯡ ꯑꯗꯨ ꯔꯤꯖꯜꯠ ꯑꯦꯔꯦ ꯑꯗꯨꯗ ꯍꯥꯞꯆꯤꯜꯂꯨ꯫ ꯔꯤꯖꯜꯠ ꯑꯦꯔꯦ ꯑꯗꯨ ꯍꯜꯂꯛꯎ꯫ ꯁ꯭ꯀꯦꯂꯦꯕꯤꯂꯤꯇꯤ: ꯀ꯭ꯂꯥꯎꯗꯇ ꯌꯨꯝꯐꯝ ꯑꯣꯏꯕ ꯁꯔꯚꯤꯁꯁꯤꯡ ꯑꯁꯤ ꯌꯥꯝꯅ ꯁ꯭ꯀꯦꯂꯦꯕꯜ ꯑꯣꯏ, ꯃꯁꯤꯅ ꯇꯥꯛꯄꯗꯤ ꯃꯈꯣꯏꯅ ꯗꯤꯃꯥꯟ ꯑꯃꯁꯨꯡ ꯁꯤꯖꯤꯟꯅꯕꯒꯤ ꯆꯥꯡ ꯍꯦꯟꯒꯠꯂꯛꯄ ꯑꯁꯤ ꯐꯖꯅ ꯍꯦꯟꯗꯜ ꯇꯧꯕ ꯉꯝꯃꯤ꯫ ꯕꯤꯖꯤꯅꯦꯁ ꯑꯃꯅ ꯆꯥꯎꯈꯠꯂꯛꯄꯒ ꯂꯣꯏꯅꯅ ꯐꯤꯖꯤꯀꯦꯜ ꯍꯥꯔꯗꯋꯦꯌꯔꯗ ꯁꯦꯜ ꯊꯥꯗꯕ ꯃꯊꯧ ꯇꯥꯗꯅ ꯁ꯭ꯇꯣꯔꯦꯖ, ꯕꯦꯟꯗꯋꯤꯊ, ꯑꯃꯁꯨꯡ ꯀꯝꯄ꯭ꯌꯨꯇꯤꯡ ꯄꯥꯋꯔꯒꯨꯝꯕ ꯑꯍꯦꯟꯕ ꯔꯤꯁꯣꯔꯁꯁꯤꯡ ꯍꯥꯞꯆꯤꯟꯕ ꯌꯥꯏ꯫ ꯃꯃꯜ ꯍꯣꯡꯕꯥ: ꯀ꯭ꯂꯥꯎꯗꯇ ꯌꯨꯝꯐꯝ ꯑꯣꯏꯕ ꯁꯔꯚꯤꯁꯁꯤꯡꯅ ꯃꯃꯜ ꯌꯥꯝꯂꯕ ꯍꯥꯔꯗꯋꯦꯌꯔ, ꯁꯣꯐꯋꯦꯌꯔ, ꯑꯃꯁꯨꯡ ꯏꯟꯐꯣꯔꯃꯦꯁꯟ ꯇꯦꯛꯅꯣꯂꯣꯖꯤ ꯄꯦ-ꯑꯦꯖ-ꯌꯨ-ꯒꯣ ꯄ꯭ꯔꯥꯏꯁꯤꯡ ꯃꯣꯗꯦꯜꯁꯤꯡꯅ ꯕꯤꯖꯤꯅꯦꯁꯁꯤꯡꯅ ꯃꯈꯣꯏꯅ ꯁꯤꯖꯤꯟꯅꯔꯤꯕ ꯑꯗꯨ ꯈꯛꯇꯃꯛ ꯄꯤꯕ ꯌꯥꯍꯜꯂꯤ ꯑꯃꯁꯨꯡ ꯑꯞ-ꯐ꯭ꯔꯟꯠ ꯀꯦꯄꯤꯇꯦꯜ ꯑꯦꯛꯁꯄꯦꯟꯗꯤꯆꯔꯁꯤꯡꯗꯒꯤ ꯂꯥꯞꯅ ꯂꯩꯕ ꯌꯥꯍꯜꯂꯤ꯫ ꯑꯦꯛꯁꯦꯁꯤꯕꯤꯂꯤꯇꯤ ꯑꯃꯁꯨꯡ ꯀꯣꯂꯥꯕꯣꯔꯦꯁꯟ: ꯀ꯭ꯂꯥꯎꯗꯇ ꯌꯨꯝꯐꯝ ꯑꯣꯏꯕ ꯁꯔꯚꯤꯁꯁꯤꯡ ꯑꯁꯤ ꯏꯟꯇꯔꯅꯦꯠ ꯀꯅꯦꯛꯁꯟ ꯑꯃꯒ ꯂꯣꯏꯅ ꯃꯐꯝ ꯑꯃꯍꯦꯛꯇꯗꯒꯤ ꯑꯦꯛꯁꯦꯁ ꯇꯧꯕ ꯌꯥꯏ, ꯃꯁꯤꯅ ꯇꯤꯝꯁꯤꯡꯅ ꯔꯤꯃꯣꯠ ꯑꯣꯏꯅ ꯄꯨꯟꯅ ꯊꯕꯛ ꯇꯧꯃꯤꯟꯅꯕꯗ ꯂꯥꯏꯊꯣꯛꯍꯜꯂꯤ꯫ ꯃꯁꯤꯅ ꯄꯣꯠꯊꯣꯛ ꯄꯨꯊꯣꯛꯄ ꯍꯦꯟꯒꯠꯍꯟꯕ ꯉꯝꯒꯅꯤ ꯑꯃꯁꯨꯡ ꯆꯠꯊꯣꯛ-ꯆꯠꯁꯤꯟꯒ ꯃꯔꯤ ꯂꯩꯅꯕ ꯃꯇꯝ ꯑꯃꯁꯨꯡ ꯆꯥꯗꯤꯡ ꯍꯟꯊꯍꯟꯕ ꯉꯝꯒꯅꯤ꯫ ꯃꯈꯥꯗ ꯄꯤꯔꯤꯕ ꯋꯥꯍꯩ ꯑꯁꯤ ꯑꯃꯨꯛ ꯍꯟꯅ ꯋꯥꯍꯟꯊꯣꯛ ꯄꯤꯌꯨ ꯃꯔꯝ ꯑꯗꯨꯅ ꯃꯁꯤꯒꯤ ꯑꯔꯊ ꯑꯁꯤ ꯑꯃꯒ ꯑꯃꯒ ꯃꯥꯟꯅꯩ꯫ "ꯄ꯭ꯔꯣꯖꯦꯛ ꯑꯁꯤ ꯃꯇꯝ ꯆꯥꯅ ꯂꯣꯏꯁꯤꯟꯒꯅꯤ ꯍꯥꯏꯅ ꯈꯟꯕ ꯑꯁꯤ ꯋꯥꯁꯛ ꯑꯃꯅꯤ꯫" ꯄ꯭ꯔꯣꯖꯦꯛ ꯑꯁꯤ ꯃꯇꯝ ꯆꯥꯅ ꯂꯣꯏꯁꯤꯟꯒꯅꯤ ꯍꯥꯏꯕꯒꯤ ꯊꯥꯖꯕ ꯑꯁꯤ ꯁꯨꯞꯅꯇꯒꯤ ꯑꯣꯞꯇꯤꯃꯤꯁ꯭ꯇꯤꯛ ꯑꯣꯏꯕ ꯋꯥꯈꯜꯂꯣꯟꯅꯤ꯫ ꯃꯥꯏꯀ꯭ꯔꯣꯁꯔꯚꯤꯁꯀꯤ ꯃꯇꯥꯡꯗ ꯄ꯭ꯔꯖꯦꯟꯇꯦꯁꯟ ꯑꯃꯒꯤ ꯑꯥꯎꯠꯂꯥꯏꯟ ꯑꯃ ꯁꯦꯝꯃꯨ꯫ 'ꯑꯦꯛꯁꯄ꯭ꯂꯣꯔꯦꯇꯦꯔꯤ ꯗꯦꯇꯥ ꯑꯦꯅꯥꯂꯥꯏꯁꯤꯁ' ꯍꯥꯏꯅ ꯊꯤꯖꯤꯟꯕ꯫ ꯑꯦꯛꯁꯄ꯭ꯂꯣꯔꯦꯇꯦꯔꯤ ꯗꯦꯇꯥ ꯑꯦꯅꯥꯂꯥꯏꯁꯤꯁ ꯑꯁꯤ ꯑꯌꯥꯝꯕꯅ ꯚꯤꯖꯨꯑꯦꯜ ꯃꯦꯊꯗꯁꯤꯡꯒ ꯂꯣꯏꯅꯅ ꯃꯈꯣꯏꯒꯤ ꯃꯔꯨꯑꯣꯏꯕ ꯃꯁꯛꯁꯤꯡ ꯑꯗꯨ ꯆꯨꯝꯊꯣꯛꯅꯕ ꯗꯦꯇꯥ ꯁꯦꯠꯁꯤꯡ ꯑꯦꯅꯥꯂꯥꯏꯖ ꯇꯧꯕꯒꯤ ꯊꯧꯑꯣꯡ ꯑꯃꯅꯤ꯫ ꯃꯁꯤ ꯗꯦꯇꯥ ꯑꯦꯅꯥꯂꯥꯏꯁꯤꯁ ꯄ꯭ꯔꯣꯁꯦꯁꯀꯤ ꯃꯔꯨꯑꯣꯏꯕ ꯈꯣꯡꯊꯥꯡ ꯑꯃꯅꯤ, ꯃꯐꯝ ꯑꯗꯨꯗ ꯑꯦꯅꯥꯂꯥꯏꯇꯤꯛꯅ ꯗꯦꯇꯥꯒꯤ ꯃꯈꯥ ꯄꯣꯜꯂꯤꯕ ꯁ꯭ꯇꯔꯛꯆꯔ ꯑꯁꯤ ꯈꯪꯗꯣꯛꯅꯕ, ꯑꯥꯎꯠꯂꯥꯏꯔꯁꯤꯡ ꯈꯪꯗꯣꯛꯅꯕ, ꯚꯦꯔꯤꯑꯦꯕꯜꯁꯤꯡꯒꯤ ꯃꯔꯛꯇ ꯂꯩꯔꯤꯕ ꯃꯔꯤꯁꯤꯡ ꯌꯦꯡꯁꯤꯟꯅꯕ ꯑꯃꯁꯨꯡ ꯃꯣꯗꯦꯂꯤꯡ ꯄ꯭ꯔꯣꯁꯦꯁꯀꯤꯗꯃꯛꯇ ꯃꯔꯨꯑꯣꯏꯕ ꯚꯦꯔꯤꯑꯦꯕꯜꯁꯤꯡ ꯂꯧꯊꯣꯛꯅꯕ ꯇꯣꯉꯥꯟ ꯇꯣꯉꯥꯟꯕ ꯇꯦꯛꯅꯤꯛꯁꯤꯡ ꯁꯤꯖꯤꯟꯅꯩ꯫ ꯑꯦꯛꯁꯄ꯭ꯂꯣꯔꯦꯇꯦꯔꯤ ꯗꯦꯇꯥ ꯑꯦꯅꯥꯂꯥꯏꯁꯤꯁ ꯅ ꯃꯔꯨ ꯑꯣꯏꯅ ꯕꯦꯁꯤꯛ ꯁ꯭ꯇꯦꯇꯤꯁꯇꯤꯀꯦꯜ ꯇꯦꯛꯅꯤꯛꯁꯤꯡ ꯑꯃꯁꯨꯡ ꯗꯦꯇꯥ ꯚꯤꯖꯨꯑꯦꯂꯥꯏꯖꯦꯁꯟꯒꯤ ꯈꯨꯠꯂꯥꯏꯁꯤꯡ ꯁꯤꯖꯤꯟꯅꯗꯨꯅ ꯇꯧꯏ ꯑꯃꯁꯨꯡ ꯗꯦꯇꯥꯗ ꯂꯣꯠꯁꯤꯜꯂꯕ ꯇ꯭ꯔꯦꯟꯁꯤꯡ, ꯄꯦꯇꯔꯟꯁꯤꯡ ꯑꯃꯁꯨꯡ ꯋꯥꯈꯜꯂꯣꯟꯁꯤꯡ ꯈꯪꯗꯣꯛꯄꯗ ꯃꯇꯦꯡ ꯄꯥꯡꯏ꯫ ꯑꯦꯛꯁꯄ꯭ꯂꯣꯔꯦꯇꯦꯔꯤ ꯗꯦꯇꯥ ꯑꯦꯅꯥꯂꯥꯏꯁꯤꯁ ꯀꯤ ꯃꯔꯨꯑꯣꯏꯕ ꯄꯥꯟꯗꯝꯗꯤ ꯗꯦꯇꯥꯒꯤ ꯃꯇꯥꯡꯗ ꯍꯦꯟꯅ ꯂꯧꯁꯤꯡ ꯄꯤꯗꯨꯅ ꯑꯦꯅꯥꯂꯥꯏꯇꯤꯛꯁꯁꯤꯡꯗ ꯋꯥꯈꯜ ꯇꯥꯕ꯫